ꯅ꯭ꯌꯨ ꯌꯣꯔ꯭ꯛ ꯑꯁꯤ ꯅꯣꯔꯊꯏꯁ꯭ꯠ ꯃꯦꯒꯥꯂꯣꯄꯣꯂꯤꯁ ꯑꯃꯁꯨꯡ ꯅ꯭ꯌꯨ ꯌꯣꯔ꯭ꯛ ꯃꯦꯇ꯭ꯔꯣꯄꯣꯂꯤꯇꯥꯟ ꯑꯦꯔꯤꯌꯥ ꯑꯅꯤꯃꯛꯀꯤ ꯖꯤꯑꯣꯒ꯭ꯔꯥꯐꯤꯀꯦꯜ ꯑꯃꯁꯨꯡ ꯗꯦꯃꯣꯒ꯭ꯔꯥꯐꯤꯛ ꯁꯦꯟꯇꯔꯅꯤ꯫ ꯃꯤꯁꯤꯡ ꯑꯃꯁꯨꯡ ꯑꯔꯕꯥꯟ ꯑꯦꯔꯤꯌꯥ ꯑꯅꯤꯃꯛꯀꯤ ꯃꯇꯨꯡ ꯏꯟꯅꯥ ꯌꯨꯅꯥꯏꯇꯦꯗ ꯁ꯭ꯇꯦꯠꯀꯤ ꯈ꯭ꯋꯥꯏꯗꯒꯤ ꯆꯥꯎꯕꯥ ꯃꯦꯇ꯭ꯔꯣꯄꯣꯂꯤꯇꯥꯟ ꯑꯦꯔꯤꯌꯥꯅꯤ꯫ ꯃꯌꯣꯜꯂꯝ ꯑꯁꯤ ꯑꯃꯁꯨꯡ ꯃꯁꯤꯒꯤ ꯃꯦꯇ꯭ꯔꯣꯄꯣꯂꯤꯇꯥꯟ ꯑꯦꯔꯤꯌꯥ ꯑꯁꯤ ꯑꯃꯦꯔꯤꯀꯥꯗꯥ ꯑꯥꯏꯟꯒꯤ ꯑꯣꯏꯕꯥ ꯏꯃꯤꯒ꯭ꯔꯦꯁꯟꯒꯤ ꯃꯔꯨꯑꯣꯏꯕꯥ ꯒꯦꯠꯋꯦꯅꯤ꯫ ꯅ꯭ꯌꯨ ꯌꯣꯔ꯭ꯀꯇꯥ ꯂꯣꯜ ꯆꯅꯤꯄꯥꯟꯔꯣꯝ ꯉꯥꯡꯅꯩ ꯃꯁꯤꯅꯥ ꯃꯥꯂꯦꯝꯗꯥ ꯈ꯭ꯋꯥꯏꯗꯒꯤ ꯂꯤꯉ꯭ꯒꯨꯏꯁ꯭ꯇꯤꯛ ꯑꯣꯏꯕꯥ ꯁꯍꯔ ꯑꯣꯏꯍꯜꯂꯤ꯫ ꯂꯤꯁꯤꯡ ꯑꯅꯤ ꯀꯨꯟꯃꯥꯊꯣꯏꯗꯥ ꯃꯌꯣꯜꯂꯝ ꯑꯁꯤ ꯌꯨꯅꯥꯏꯇꯦꯗ ꯁ꯭ꯇꯦꯠꯀꯤ ꯃꯄꯥꯟꯗꯥ ꯄꯣꯛꯄꯥ ꯃꯤꯑꯣꯏ ꯃꯤꯂꯤꯌꯟ ꯑꯍꯨꯝ ꯗꯁꯃꯤꯛ ꯑꯃꯔꯣꯝꯒꯤ ꯃꯌꯨꯝ ꯑꯣꯏꯔꯝꯃꯤ꯫ ꯃꯥꯂꯦꯝꯒꯤ ꯃꯌꯣꯜꯂꯝ ꯑꯃꯠꯇꯗꯒꯤ ꯃꯄꯥꯟꯗꯥ ꯄꯣꯛꯄꯥ ꯈ꯭ꯋꯥꯏꯗꯒꯤ ꯆꯥꯎꯕꯥ ꯃꯤꯁꯤꯡꯅꯤ꯫ ꯅ꯭ꯌꯨ ꯌꯣꯔ꯭ꯛ ꯁꯤꯇꯤꯒꯤ ꯍꯧꯔꯛꯐꯝ ꯐꯣꯔꯠ ꯑꯝꯁ꯭ꯇꯔꯗꯥꯝ ꯑꯃꯁꯨꯡ ꯆꯥꯎꯔꯥꯛꯅꯥ ꯏꯪ ꯂꯤꯁꯤꯡ ꯑꯃ ꯆꯃꯥꯄꯟ ꯀꯨꯟꯃꯔꯤꯗ ꯗꯆ꯭ꯁ ꯀꯣꯂꯣꯅꯤꯁ꯭ꯠꯁꯤꯡꯅꯥ ꯃꯦꯟꯍꯥꯇꯟ ꯑꯥꯏꯂꯦꯟꯗꯒꯤ ꯈꯥ ꯊꯪꯕꯥ ꯁꯔꯨꯛꯇꯥ ꯂꯤꯡꯈꯠꯈꯤꯕꯥ ꯇ꯭ꯔꯦꯗꯤꯡ ꯄꯣꯁ꯭ꯠ ꯑꯃꯗꯒꯤꯅꯤ꯫ ꯁꯦꯇꯜꯃꯦꯟꯠ ꯑꯁꯤꯒꯤ ꯃꯃꯤꯡ ꯅ꯭ꯌꯨ ꯑꯝꯁ꯭ꯇꯔꯗꯥꯝ ꯂꯤꯁꯤꯡ ꯑꯃ ꯆꯥꯇ꯭ꯔꯨꯛ ꯀꯨꯟ ꯇꯔꯨꯛꯇ ꯊꯣꯟꯈꯤ ꯑꯃꯁꯨꯡ ꯂꯤꯁꯤꯡ ꯑꯃ ꯆꯥꯇ꯭ꯔꯨꯛ ꯌꯥꯡꯈꯩꯍꯨꯝꯗꯣꯏꯗ ꯁꯍꯔ ꯑꯃꯥ ꯑꯣꯏꯅꯥ ꯆꯥꯔꯇꯔ ꯇꯧꯈꯤ꯫ ꯃꯌꯣꯜꯂꯝ ꯑꯁꯤ ꯏꯪ ꯗꯥ ꯏꯪꯂꯤꯁꯀꯤ ꯀꯟꯇ꯭ꯔꯣꯜ ꯃꯈꯥꯗꯥ ꯂꯥꯛꯈꯤ ꯑꯃꯁꯨꯡ ꯅꯤꯡꯊꯧ ꯆꯥꯔꯂꯁ ꯑꯅꯤꯅꯥ ꯃꯍꯥꯛꯀꯤ ꯃꯔꯨꯞ ꯗ꯭ꯌꯨꯛ ꯑꯣꯐ ꯌꯣꯔ꯭ꯛꯇꯥ ꯂꯝꯁꯤꯡ ꯑꯗꯨ ꯄꯤꯔꯕꯥ ꯃꯇꯨꯡꯗꯥ ꯅ꯭ꯌꯨ ꯌꯣꯔ꯭ꯛ ꯍꯥꯏꯅꯥ ꯃꯃꯤꯡ ꯊꯣꯟꯈꯤ꯫ ꯃꯌꯣꯜꯂꯝ ꯑꯁꯤ ꯖꯨꯂꯥꯏ ꯂꯤꯁꯤꯡ ꯑꯃ ꯆꯥꯇ꯭ꯔꯨꯛ ꯍꯨꯝꯗ꯭ꯔꯥꯍꯨꯝꯗꯣꯏꯗ ꯃꯇꯝ ꯈꯔꯒꯤ ꯑꯣꯏꯅꯥ ꯗꯆ꯭ꯁꯅꯥ ꯑꯃꯨꯛ ꯍꯟꯅꯥ ꯂꯧꯁꯤꯟꯈꯤ ꯑꯃꯁꯨꯡ ꯃꯃꯤꯡ ꯅ꯭ꯌꯨ ꯑꯣꯔꯦꯟꯖ ꯍꯥꯏꯅꯥ ꯊꯣꯟꯈꯤ ꯑꯗꯨꯝ ꯑꯣꯏꯅꯃꯛ ꯁꯍꯔ ꯑꯁꯤꯒꯤ ꯃꯃꯤꯡ ꯅꯕꯦꯝꯕꯔ ꯂꯤꯁꯤꯡ ꯑꯃ ꯆꯥꯇ꯭ꯔꯨꯛ ꯍꯨꯝꯗ꯭ꯔꯥ ꯃꯔꯤꯗꯒꯤ ꯅ꯭ꯌꯨ ꯌꯣꯔꯛ ꯍꯥꯏꯅꯥ ꯊꯣꯟꯈꯤ꯫ ꯅ꯭ꯌꯨ ꯌꯣꯔꯛ ꯁꯤꯇꯤ ꯑꯁꯤ ꯂꯤꯁꯤꯡ ꯑꯃ ꯆꯥꯇ꯭ꯔꯦꯠ ꯃꯔꯐꯨ ꯃꯉꯥ ꯐꯥꯎꯕꯥ ꯑꯃꯦꯔꯤꯀꯥꯒꯤ ꯀꯦꯄꯤꯇꯦꯜ ꯑꯣꯏꯈꯤ꯫ ꯃꯣꯗꯔꯟ ꯁꯤꯇꯤ ꯑꯁꯤ ꯂꯤꯁꯤꯡ ꯑꯃ ꯆꯃꯥꯄꯟ ꯃꯧꯗ꯭ꯔꯥ ꯅꯤꯄꯥꯟꯗ ꯃꯁꯤꯒꯤ ꯕꯔꯣ ꯃꯉꯥ ꯃꯦꯟꯍꯥꯇꯟ ꯕ꯭ꯔꯨꯛꯂꯤꯟ ꯀꯨꯏꯟꯁ ꯗꯤ ꯕ꯭ꯔꯣꯡꯛꯁ ꯑꯃꯁꯨꯡ ꯁ꯭ꯇꯥꯇꯦꯟ ꯑꯥꯏꯂꯦꯟꯗ ꯀꯟꯁꯣꯂꯤꯗꯦꯁꯟꯅꯥ ꯁꯦꯝꯈꯤꯕꯅꯤ꯫ ꯃꯌꯣꯜꯂꯝ ꯑꯁꯤ ꯃꯈꯣꯏꯒꯤ ꯂꯤꯁ꯭ꯠ ꯇꯧꯔꯕꯥ ꯀꯝꯄꯦꯅꯤꯁꯤꯡꯒꯤ ꯃꯥꯔꯀꯦꯠ ꯀꯦꯄꯤꯇꯦꯂꯥꯏꯖꯦꯁꯟꯒꯤ ꯃꯇꯨꯡ ꯏꯟꯅꯥ ꯃꯥꯂꯦꯝꯒꯤ ꯈ꯭ꯋꯥꯏꯗꯒꯤ ꯆꯥꯎꯕꯥ ꯁ꯭ꯇꯣꯛ ꯑꯦꯛꯆꯦꯟꯖ ꯑꯅꯤꯒꯤ ꯃꯌꯨꯝ ꯑꯣꯏꯔꯤ ꯅ꯭ꯌꯨ ꯌꯣꯔ꯭ꯛ ꯁ꯭ꯇꯣꯛ ꯑꯦꯛꯆꯦꯟꯖ ꯑꯃꯁꯨꯡ ꯅꯥꯁꯗꯥꯛ꯫ ꯅ꯭ꯌꯨ ꯌꯣꯔ꯭ꯛ ꯁꯤꯇꯤ ꯑꯁꯤ ꯃꯥꯂꯦꯝꯒꯤ ꯏꯟꯚꯦꯁꯇꯔꯁꯤꯡꯒꯤꯗꯃꯛꯇꯥ ꯂꯤꯡꯈꯠꯂꯛꯂꯤꯕꯥ ꯁꯥꯐꯕꯥ ꯃꯐꯝ ꯑꯃꯅꯤ꯫